ꯗꯥꯏꯕꯔꯁꯤꯇꯤꯒꯤ ꯃꯔꯨꯑꯣꯏꯕꯒꯤ ꯃꯇꯥꯡꯗ ꯑꯥꯔꯇꯤꯀꯜ ꯑꯃꯥ ꯏꯕꯤꯌꯨ꯫ ꯗꯥꯏꯕꯔꯁꯤꯇꯤ ꯑꯁꯤ ꯆꯥꯎꯈꯠꯂꯛꯂꯤꯕ ꯈꯨꯟꯅꯥꯏ ꯑꯃꯒꯤ ꯃꯔꯨꯑꯣꯏꯕ ꯀꯝꯄꯣꯅꯦꯟꯇ ꯑꯃꯅꯤ, ꯃꯁꯤꯅꯥ ꯄ꯭ꯔꯣꯒ꯭ꯔꯦꯁ ꯊꯧꯒꯠꯂꯤ ꯑꯃꯁꯨꯡ ꯋꯥꯔꯦꯞ ꯂꯧꯕꯗ ꯃꯜꯇꯤꯄꯜ ꯄꯔꯁ꯭ꯄꯦꯛꯇꯤꯕꯁꯤꯡ ꯌꯦꯡꯁꯤꯟꯕ ꯉꯝꯍꯜꯂꯤ꯫ ꯗꯥꯏꯕꯔꯁꯤꯇꯤꯒꯤ ꯃꯔꯨꯑꯣꯏꯕ ꯑꯁꯤ ꯍꯦꯟꯅ ꯐꯣꯡꯗꯣꯛꯄ ꯌꯥꯔꯣꯏ, ꯃꯔꯝꯗꯤ ꯃꯁꯤꯅ ꯃꯤꯑꯣꯏ ꯑꯃꯃꯝ ꯑꯃꯁꯨꯡ ꯑꯣꯔꯒꯅꯥꯏꯖꯦꯁꯟ ꯑꯅꯤꯃꯛꯇ ꯀꯥꯟꯅꯕ ꯀꯌꯥ ꯑꯃ ꯄꯨꯔꯛꯏ꯫ ꯃꯁꯤꯒꯤ ꯃꯔꯨꯝꯗ, ꯗꯥꯏꯕꯔꯁꯤꯇꯤ ꯍꯥꯏꯕꯁꯤ ꯁꯃꯥꯖ ꯅꯠꯇꯔꯒ ꯀꯥꯡꯂꯨꯞ ꯑꯃꯗ ꯂꯩꯕ ꯃꯤꯑꯣꯏꯁꯤꯡꯒꯤ ꯃꯔꯛꯇ ꯂꯩꯔꯤꯕ ꯈꯦꯠꯅꯕ ꯑꯗꯨ ꯈꯪꯖꯤꯟꯕ ꯑꯃꯁꯨꯡ ꯌꯥꯅꯕ ꯍꯥꯏꯕꯁꯤꯕꯨ ꯈꯪꯅꯩ꯫ ꯍꯥꯏꯔꯤꯕ ꯈꯦꯠꯅꯕꯁꯤꯡ ꯑꯁꯤ ꯏꯊꯅꯤꯛ, ꯆꯍꯤ, ꯖꯦꯟꯗꯔ, ꯁꯦꯛꯁꯨꯑꯦꯜ ꯑꯣꯔꯤꯑꯦꯟꯇꯦꯁꯟ, ꯑꯦꯖꯨꯀꯦꯁꯟ, ꯙꯔꯝ ꯑꯃꯁꯨꯡ ꯑꯇꯩ ꯐꯦꯛꯇꯔ ꯀꯌꯥꯗ ꯌꯨꯝꯐꯝ ꯑꯣꯏꯕ ꯌꯥꯏ꯫ ꯗꯥꯏꯕꯔꯁꯤꯇꯤꯅ ꯑꯦꯛꯁꯄꯔꯤꯌꯦꯟꯁ ꯑꯃꯁꯨꯡ ꯄꯔꯁ꯭ꯄꯦꯛꯇꯤꯕ ꯀꯌꯥ ꯑꯃ ꯄꯨꯛꯅꯤꯡ ꯊꯧꯒꯠꯂꯤ, ꯃꯗꯨꯅ ꯒ꯭ꯔꯨꯄꯊꯤꯡꯀ ꯊꯤꯡꯕꯗ ꯃꯇꯦꯡ ꯄꯥꯡꯕ ꯉꯝꯒꯅꯤ ꯑꯃꯁꯨꯡ ꯏꯅꯣꯕꯦꯁꯟ ꯄ꯭ꯔꯃꯣꯠ ꯇꯧꯕ ꯉꯝꯒꯅꯤ꯫ ꯗꯥꯏꯕꯔꯁꯤꯇꯤꯒꯤ ꯈ꯭ꯕꯥꯏꯗꯒꯤ ꯃꯌꯦꯛ ꯁꯦꯡꯕ ꯀꯥꯟꯅꯕꯁꯤꯡꯒꯤ ꯃꯅꯨꯡꯗ ꯑꯃꯗꯤ ꯃꯁꯤꯅ ꯀ꯭ꯔꯤꯌꯦꯇꯤꯕꯤꯇꯤ ꯑꯃꯁꯨꯡ ꯏꯅꯣꯕꯦꯁꯟ ꯄ꯭ꯔꯃꯣꯠ ꯇꯧꯕꯅꯤ꯫ ꯇꯣꯉꯥꯟ-ꯇꯣꯉꯥꯟꯕ ꯂꯝꯆꯠ-ꯁꯥꯖꯠ ꯂꯩꯕ ꯃꯤꯑꯣꯏꯁꯤꯡꯅ ꯄꯨꯟꯅ ꯂꯥꯛꯃꯤꯟꯅꯔꯛꯄ ꯃꯇꯝꯗ ꯃꯈꯣꯏꯅ ꯑꯅꯧꯕ ꯋꯥꯈꯜꯂꯣꯟꯁꯤꯡ ꯄꯨꯊꯣꯛꯄ ꯉꯝꯕ ꯑꯃꯁꯨꯡ ꯁꯃꯁ꯭ꯌꯥꯁꯤꯡ ꯀꯣꯛꯍꯟꯅꯕꯒꯤ ꯑꯅꯧꯕ ꯃꯑꯣꯡꯁꯤꯡ ꯏꯟꯚꯣꯏꯁ ꯇꯧꯕ ꯉꯝꯕ ꯑꯈꯟꯅꯕ ꯃꯤꯠꯌꯦꯡꯁꯤꯡ ꯄꯨꯔꯛꯏ꯫ ꯃꯁꯤ ꯕꯤꯖꯤꯅꯦꯁ ꯋꯥꯔꯜꯗꯇꯥ ꯃꯔꯨꯑꯣꯏꯅ ꯃꯔꯨꯑꯣꯏ, ꯃꯐꯝ ꯑꯗꯨꯗ ꯇꯣꯉꯥꯟ ꯇꯣꯉꯥꯟꯕ ꯇꯤꯝꯁꯤꯡ ꯌꯣꯛꯈꯠꯂꯤꯕꯥ ꯀꯝꯄꯦꯅꯤꯁꯤꯡꯅ ꯍꯣꯡꯂꯛꯂꯤꯕ ꯀꯩꯊꯦꯜꯒꯤ ꯐꯤꯚꯝꯁꯤꯡꯒ ꯆꯨꯁꯤꯟꯅꯅꯕ, ꯀꯁ꯭ꯇꯃꯔꯁꯤꯡꯒꯤ ꯃꯊꯧ ꯇꯥꯕꯁꯤꯡ ꯑꯗꯨ ꯌꯦꯡꯁꯤꯟꯅꯕ ꯑꯃꯁꯨꯡ ꯃꯈꯣꯏꯒꯤ ꯄꯣꯠꯊꯣꯛꯁꯤꯡ ꯑꯃꯁꯨꯡ ꯁꯔꯕꯤꯁꯁꯤꯡꯗꯥ ꯑꯅꯧꯕ ꯄꯨꯊꯣꯛꯅꯕ ꯍꯦꯟꯅ ꯐꯕ ꯐꯤꯚꯝꯗ ꯂꯩꯔꯤ꯫ ꯃꯁꯤꯒꯤ ꯃꯊꯛꯇ, ꯗꯥꯏꯕꯔꯁꯤꯇꯤꯅ ꯀ꯭ꯔꯣꯁ-ꯀꯜꯆꯔꯦꯜ ꯑꯟꯗꯔꯁ꯭ꯇꯦꯟꯗꯤꯡ ꯍꯦꯟꯅ ꯂꯥꯏꯊꯣꯛꯍꯟꯕꯗ ꯑꯃꯁꯨꯡ ꯁꯣꯁꯤꯑꯦꯜ ꯀꯣꯑꯣꯄꯔꯦꯁꯟ ꯄ꯭ꯔꯃꯣꯠ ꯇꯧꯕꯗ ꯃꯇꯦꯡ ꯄꯥꯡꯕ ꯉꯝꯒꯅꯤ꯫ ꯇꯣꯉꯥꯟ-ꯇꯣꯉꯥꯟꯕ ꯃꯐꯝꯁꯤꯡꯗꯒꯤ ꯂꯥꯛꯄꯥ ꯑꯇꯣꯞꯄꯁꯤꯡꯒ ꯋꯥꯔꯤ ꯁꯥꯅꯗꯨꯅ ꯑꯃꯁꯨꯡ ꯊꯕꯛ ꯇꯧꯃꯤꯟꯅꯗꯨꯅ ꯃꯤꯌꯥꯝꯅ ꯑꯇꯣꯞꯄ ꯀꯜꯆꯔꯁꯤꯡ, ꯙꯔꯝꯃꯁꯤꯡ ꯑꯃꯁꯨꯡ ꯃꯤꯠꯌꯦꯡꯁꯤꯡꯒꯤ ꯃꯔꯝꯗ ꯈꯪꯕ ꯉꯝꯃꯤ꯫ ꯃꯁꯤꯅ ꯍꯦꯟꯅ ꯇꯣꯜꯔꯦꯟꯁ ꯑꯃꯁꯨꯡ ꯑꯦꯛꯁꯦꯞꯇꯦꯟꯁ ꯍꯦꯟꯒꯠꯍꯟꯕꯒ ꯂꯣꯏꯅꯅ ꯈꯦꯟꯅꯕ ꯑꯃꯁꯨꯡ ꯃꯤꯅꯨꯡꯁꯤ ꯍꯟꯊꯍꯟꯕꯗ ꯃꯇꯦꯡ ꯄꯥꯡꯕ ꯉꯝꯒꯅꯤ꯫ ꯃꯊꯪꯗ, ꯇꯣꯞ ꯇꯣꯞꯄ ꯃꯑꯣꯡ-ꯃꯇꯧ ꯌꯥꯎꯕ ꯈꯨꯟꯅꯥꯏꯁꯤꯡꯗ ꯋꯥꯈꯜ ꯂꯥꯡꯇꯛꯅꯕ ꯍꯟꯊꯕ ꯑꯃꯁꯨꯡ ꯍꯦꯟꯅ ꯄꯨꯟꯅ ꯆꯠꯃꯤꯟꯅꯔꯤꯕ ꯀꯝꯌꯨꯅꯤꯇꯤ ꯑꯃ ꯂꯩꯕꯥ ꯌꯥꯏ꯫ ꯗꯥꯏꯕꯔꯁꯤꯇꯤ ꯄ꯭ꯔꯃꯣꯠ ꯇꯧꯕꯒꯤ ꯑꯇꯣꯞꯄꯥ ꯇꯉꯥꯏꯐꯗꯕ ꯃꯔꯝ ꯑꯃꯗꯤ ꯃꯁꯤꯅ ꯏꯀꯣꯅꯣꯃꯤꯛ ꯒ꯭ꯔꯣꯊ ꯍꯦꯡꯒꯠꯍꯟꯕ ꯉꯝꯃꯤ꯫ ꯇꯣꯉꯥꯟ ꯇꯣꯉꯥꯟꯕ ꯋꯥꯔꯛꯐꯣꯔꯁ ꯂꯩꯕ ꯀꯝꯄꯦꯅꯤꯁꯤꯡ ꯑꯁꯤ ꯃꯍꯧꯁꯥꯅ ꯍꯦꯟꯅ ꯏꯐꯤꯁꯤꯌꯦꯟꯇ, ꯄ꯭ꯔꯗꯛꯇꯤꯕ ꯑꯃꯁꯨꯡ ꯄ꯭ꯔꯣꯐꯤꯇꯦꯕꯜ ꯑꯣꯏ꯫ ꯃꯁꯤꯅ ꯑꯣꯔꯒꯅꯥꯏꯖꯦꯁꯟꯒꯤ ꯃꯅꯨꯡꯗ ꯍꯦꯟꯅꯥ ꯁꯁ꯭ꯇꯦꯅꯦꯕꯜ ꯒ꯭ꯔꯣꯊ ꯑꯃꯁꯨꯡ ꯑꯄꯨꯟꯕ ꯑꯣꯏꯅ ꯍꯦꯟꯅ ꯃꯄꯥꯡꯒꯜ ꯀꯟꯕ ꯏꯀꯣꯅꯣꯃꯤ ꯑꯃ ꯄꯨꯔꯛꯄ ꯉꯝꯒꯅꯤ꯫ ꯃꯁꯤꯗ ꯅꯠꯇꯅ, ꯇꯣꯞ ꯇꯣꯞꯄ ꯋꯥꯔꯛꯐꯣꯔꯁ ꯑꯃꯅ ꯄꯥꯛ ꯆꯥꯎꯔꯕ ꯃꯤꯁꯤꯡꯕꯨ ꯍꯦꯟꯅ ꯐꯖꯅ ꯎꯠꯄ ꯉꯝꯒꯅꯤ, ꯃꯁꯤꯅ ꯀꯝꯄꯦꯅꯤꯁꯤꯡꯕꯨ ꯃꯈꯣꯏꯒꯤ ꯇꯣꯞ ꯇꯣꯞꯄ ꯀꯁ꯭ꯇꯃꯔ ꯕꯦꯖꯒꯤ ꯃꯊꯧ ꯇꯥꯕꯁꯤꯡ ꯑꯗꯨ ꯈꯪꯕ ꯑꯃꯁꯨꯡ ꯐꯪꯍꯟꯕꯗ ꯃꯇꯦꯡ ꯄꯥꯡꯒꯅꯤ꯫ ꯂꯣꯏꯁꯤꯜꯂꯛꯄꯗ, ꯃꯥꯏꯄꯥꯛꯄ ꯑꯃꯁꯨꯡ ꯅꯨꯡꯉꯥꯏ-ꯌꯥꯏꯐꯕ ꯈꯨꯟꯅꯥꯏ ꯑꯃꯗꯥ ꯗꯥꯏꯕꯔꯁꯤꯇꯤ ꯑꯁꯤ ꯃꯔꯨꯑꯣꯏꯕ ꯃꯆꯥꯛ ꯑꯃꯅꯤ꯫ ꯃꯁꯤꯅ ꯀ꯭ꯔꯤꯌꯦꯇꯤꯕ ꯑꯣꯏꯕ ꯋꯥꯈꯜꯂꯣꯟꯕꯨ ꯄꯨꯛꯅꯤꯡ ꯊꯧꯒꯠꯂꯤ, ꯀ꯭ꯔꯣꯁ-ꯀꯜꯆꯔꯦꯜ ꯑꯟꯗꯔꯁ꯭ꯇꯦꯟꯗꯤꯡ ꯄ꯭ꯔꯃꯣꯠ ꯇꯧꯔꯤ ꯑꯃꯁꯨꯡ ꯏꯀꯣꯅꯣꯃꯤꯛ ꯒ꯭ꯔꯣꯊ ꯊꯧꯒꯠꯄ ꯉꯝꯃꯤ꯫ ꯃꯁꯤꯒꯤ ꯋꯥꯈꯜꯂꯣꯟ ꯑꯁꯤꯒ ꯂꯣꯏꯅꯅ, ꯃꯤꯑꯣꯏ ꯈꯨꯗꯤꯡꯃꯛ, ꯀꯝꯌꯨꯅꯤꯇꯤꯁꯤꯡ ꯑꯃꯁꯨꯡ ꯑꯣꯔꯒꯥꯅꯥꯏꯖꯦꯁꯟꯁꯤꯡꯅ ꯗꯥꯏꯕꯔꯁꯤꯇꯤ ꯑꯁꯤ ꯑꯦꯛꯇꯤꯕ ꯑꯣꯏꯅ ꯂꯧꯁꯤꯟꯕ ꯑꯃꯁꯨꯡ ꯃꯤꯄꯨꯝ ꯈꯨꯗꯤꯡꯃꯛꯅ ꯇꯔꯥꯝꯅ ꯑꯣꯛꯄꯥ, ꯃꯃꯜ ꯂꯩꯕꯥ ꯑꯃꯁꯨꯡ ꯏꯀꯥꯏ ꯈꯨꯝꯅꯕ ꯐꯥꯎꯒꯗꯕ ꯏꯟꯀ꯭ꯂꯨꯁꯤꯕ ꯑꯦꯟꯚꯥꯏꯔꯅꯃꯦꯟꯇꯁꯤꯡ ꯁꯦꯝꯒꯠꯄꯥ ꯑꯁꯤ ꯌꯥꯝꯅ ꯃꯔꯨꯑꯣꯏ꯫।